ꯂꯥꯏꯔꯤꯛ ꯑꯌꯥꯝꯕꯅ ꯔꯥꯏꯝ ꯇꯧꯕ ꯁꯩꯔꯦꯡ ꯑꯃ ꯁꯦꯝꯃꯨ꯫ ꯑꯀꯟꯕ ꯅꯨꯡꯁꯤꯠꯀꯤ ꯈꯣꯡꯖꯦꯜ ꯑꯃꯒ ꯂꯣꯏꯅꯅ, ꯑꯅꯧꯕ ꯑꯦꯗꯚꯦꯟꯆꯔ ꯑꯃ ꯍꯧꯔꯒꯅꯤ, ꯃꯥꯂꯦꯝ ꯑꯁꯤꯕꯨ ꯂꯥꯟꯊꯣꯛꯇꯨꯅ ꯑꯃꯨꯛ ꯍꯟꯅ ꯍꯜꯂꯛꯀꯅꯤ, ꯑꯩꯈꯣꯏꯅ ꯆꯠꯈꯤꯕ ꯃꯐꯝ ꯀꯌꯥꯗ꯫ ꯎꯃꯪꯒꯤ ꯃꯊꯛꯇ ꯑꯩꯈꯣꯏꯅ ꯂꯥꯞꯅ ꯆꯠꯂꯤ, ꯃꯄꯥꯟ ꯂꯩꯕꯥꯛꯁꯤꯡꯗ ꯑꯃꯁꯨꯡ ꯂꯥꯞꯅ ꯂꯩꯕ ꯇꯨꯔꯦꯜꯁꯤꯡꯗ, ꯑꯋꯥꯡꯕ ꯂꯝꯗꯝꯁꯤꯡ ꯑꯃꯁꯨꯡ ꯑꯋꯥꯡꯕ ꯇꯨꯔꯦꯜꯁꯤꯡꯒꯤ ꯃꯔꯛꯇ, ꯑꯩꯈꯣꯏꯒꯤ ꯈꯣꯉꯆꯠ ꯑꯁꯤꯅ ꯑꯩꯈꯣꯏꯕꯨ ꯑꯇꯤꯌꯥꯒꯤ ꯃꯔꯛꯇ ꯂꯝꯖꯤꯡꯏ꯫ ꯈꯣꯉꯊꯥꯡ ꯈꯨꯗꯤꯡꯃꯛꯀ ꯂꯣꯏꯅꯅ ꯑꯩꯈꯣꯏꯒꯤ ꯊꯋꯥꯏꯁꯤꯡ ꯋꯥꯡꯈꯠꯂꯛꯏ, ꯑꯩꯈꯣꯏꯅ ꯑꯇꯤꯌꯥꯒꯤ ꯃꯈꯥꯗ ꯊꯤꯖꯤꯜꯂꯤꯉꯩꯗ, ꯄꯥꯁꯠ ꯔꯣꯂꯤꯡ ꯍꯤꯜꯁꯤꯡ ꯑꯃꯁꯨꯡ ꯒ꯭ꯔꯤꯟꯒꯤ ꯂꯝꯁꯤꯡ ꯎꯕ ꯐꯪꯒꯗꯕ ꯐꯖꯕ ꯀꯌꯥ ꯑꯃ ꯂꯩꯔꯤ꯫ ꯑꯗꯨꯅ ꯃꯐꯝ ꯑꯁꯤꯗ ꯑꯩꯈꯣꯏ ꯂꯩꯔꯤ, ꯊꯝꯃꯣꯏꯁꯤꯡ ꯄꯥꯛ ꯁꯟꯅ ꯍꯥꯡꯗꯣꯛꯏ, ꯈꯣꯡꯆꯠ ꯑꯗꯨ ꯂꯥꯛꯁꯤꯟꯅꯕ ꯁꯦꯝ ꯁꯥꯔꯦ, ꯃꯔꯝꯗꯤ ꯃꯤꯀꯨꯞ ꯈꯨꯗꯤꯡꯗ ꯇꯥꯟꯖ ꯑꯃ ꯂꯩ, ꯅꯣꯛꯅꯕꯒꯤ, ꯅꯨꯡꯁꯤꯅꯕꯒꯤ, ꯏꯁꯩ ꯁꯛꯄ, ꯅꯥꯠꯀꯤ ꯑꯣꯏꯕ꯫ ꯑꯩꯈꯣꯏꯅ ꯄꯨꯟꯁꯤ ꯆꯨꯞꯄ ꯂꯦꯡꯗꯅ ꯂꯩꯅꯕ ꯅꯤꯡꯁꯤꯡꯕ ꯁꯦꯝꯒꯅꯤ, ꯑꯩꯈꯣꯏꯅ ꯈꯣꯡꯆꯠ ꯆꯠꯂꯤꯉꯩꯗ, ꯃꯇꯝꯒꯤ ꯈꯣꯡꯊꯥꯡ ꯈꯨꯗꯤꯡꯃꯛꯀ ꯂꯣꯏꯅꯅ, ꯑꯩꯈꯣꯏꯒꯤ ꯇꯨꯡꯗ ꯅꯨꯡꯁꯤꯠ ꯑꯃꯁꯨꯡ ꯃꯊꯛꯇ ꯅꯨꯃꯤꯠ ꯆꯨꯞꯄ, ꯑꯩꯈꯣꯏꯅ ꯊꯧꯅ, ꯑꯥꯁꯥ ꯑꯃꯁꯨꯡ ꯅꯨꯡꯁꯤꯕꯒ ꯂꯣꯌꯅꯅ ꯃꯥꯡꯂꯣꯝꯗ ꯆꯪꯁꯤꯟꯒꯅꯤ꯫ ꯃꯈꯥꯗ ꯄꯤꯔꯤꯕ ꯒ꯭ꯔꯍꯁꯤꯡꯒꯤ ꯂꯤꯁ꯭ꯠ ꯑꯁꯤ ꯅꯨꯃꯤꯠꯇꯒꯤ ꯂꯥꯞꯅ ꯂꯩꯕꯒꯤ ꯃꯇꯨꯡ ꯏꯟꯅ ꯁꯦꯝꯖꯤꯜꯂꯨ꯫ ꯕꯨꯙ, ꯁꯨꯀꯔ, ꯄ꯭ꯔꯤꯊꯤꯕꯤ, ꯃꯪꯒꯜ, ꯖꯨꯄꯤꯇꯔ, ꯁꯅꯤ, ꯌꯨꯔꯦꯅꯁ, ꯅꯦꯞꯆꯨꯟ꯫ ꯑꯩꯈꯣꯏꯒꯤ ꯁꯣꯂꯥꯔ ꯁꯤꯁ꯭ꯇꯦꯝꯗ ꯂꯩꯔꯤꯕ ꯒ꯭ꯔꯍꯁꯤꯡ ꯑꯁꯤ ꯅꯨꯃꯤꯠꯇꯒꯤ ꯂꯥꯞꯅ ꯂꯩꯕꯒꯤ ꯃꯇꯨꯡ ꯏꯟꯅ ꯁꯦꯃꯗꯣꯀꯄ ꯌꯥꯕ ꯒ꯭ꯔꯍꯁꯤꯡꯗꯤ: ꯕꯨꯙ, ꯁꯨꯀꯔ, ꯄ꯭ꯔꯤꯊꯤꯕꯤ, ꯃꯪꯒꯜ, ꯖꯨꯄꯤꯇꯔ, ꯁ꯭ꯌꯦꯇꯔꯟ, ꯌꯨꯔꯦꯅꯁ ꯑꯃꯁꯨꯡ ꯅꯦꯞꯆꯨꯟꯅꯤ꯫ ꯃꯦꯟꯇꯦꯜ ꯍꯦꯜꯊ ꯉꯥꯛꯇꯨꯅ ꯊꯝꯅꯕꯒꯤꯗꯃꯛ ꯀꯔꯤꯒꯤꯗꯃꯛꯇ ꯐꯤꯖꯤꯀꯦꯜ ꯑꯦꯛꯁꯔꯁꯥꯏꯖ ꯑꯁꯤ ꯃꯔꯨꯑꯣꯏꯕꯅꯣ? ꯐꯤꯖꯤꯀꯦꯜ ꯑꯦꯛꯁꯔꯁꯥꯏꯖ ꯑꯁꯤ ꯃꯔꯝ ꯀꯌꯥꯒꯤ ꯃꯔꯝꯗꯒꯤ ꯃꯦꯟꯇꯦꯜ ꯍꯦꯜꯊ ꯉꯥꯛꯇꯨꯅ ꯊꯝꯅꯕꯒꯤꯗꯃꯛ ꯃꯔꯨꯑꯣꯏ꯫ ꯑꯍꯥꯟꯕ ꯑꯃꯁꯨꯡ ꯑꯔꯣꯏꯕ ꯑꯣꯏꯅ, ꯑꯦꯛꯁꯔꯁꯥꯏꯖꯅ ꯋꯥꯈꯜ ꯋꯥꯕ ꯑꯃꯁꯨꯡ ꯋꯥꯈꯜ ꯅꯨꯡꯉꯥꯏꯇꯕꯒꯤ ꯂꯥꯏꯑꯣꯡꯁꯤꯡ ꯍꯟꯊꯍꯟꯕꯗ ꯃꯇꯦꯡ ꯄꯥꯡꯕꯇ ꯅꯠꯇꯅ ꯑꯄꯨꯟꯕ ꯋꯥꯈꯜ ꯋꯥꯕ ꯐꯒꯠꯍꯟꯕꯗ ꯃꯇꯦꯡ ꯄꯥꯡꯏ ꯍꯥꯏꯕ ꯎꯠꯂꯦ꯫ ꯃꯁꯤꯒꯤ ꯃꯔꯝꯗꯤ ꯑꯦꯛꯁꯔꯁꯥꯏꯖ ꯇꯧꯕꯅ ꯑꯦꯟꯗꯣꯔꯐꯤꯟ, ꯁꯦꯔꯣꯇꯣꯅꯤꯟ, ꯑꯃꯁꯨꯡ ꯗꯣꯄꯃꯥꯏꯟꯒꯨꯝꯕ ꯐꯤꯜ ꯒꯨꯗ ꯍꯣꯔꯃꯣꯟꯁꯤꯡ ꯔꯤꯂꯤꯖ ꯇꯧꯍꯜꯂꯤ, ꯃꯗꯨꯅ ꯋꯥꯈꯜ ꯅꯨꯡꯉꯥꯏꯅ ꯂꯩꯍꯟꯕꯗ ꯃꯇꯦꯡ ꯄꯥꯡꯏ ꯑꯃꯁꯨꯡ ꯁ꯭ꯇꯔꯦꯁ ꯍꯟꯊꯍꯜꯂꯤ꯫ ꯃꯁꯤꯒꯤ ꯃꯊꯛꯇ, ꯑꯦꯛꯁꯔꯁꯥꯏꯖ ꯇꯧꯕꯅ ꯕ꯭ꯔꯦꯟꯗ ꯏ-ꯒꯤ ꯈꯣꯡꯖꯦꯜ ꯑꯃꯁꯨꯡ ꯑꯣꯛꯁꯤꯖꯦꯟ ꯍꯦꯟꯒꯠꯍꯟꯗꯨꯅ ꯀꯣꯛꯅꯤꯇꯤꯚ ꯍꯦꯜ꯭ꯊ ꯐꯒꯠꯍꯟꯕꯗꯁꯨ ꯃꯇꯦꯡ ꯄꯥꯡꯏ꯫ ꯃꯁꯤꯅ ꯐꯣꯀꯁ, ꯃꯦꯃꯣꯔꯤ ꯑꯃꯁꯨꯡ ꯑꯄꯨꯟꯕ ꯕ꯭ꯔꯦꯟꯒꯤ ꯍꯛꯁꯦꯜ ꯐꯒꯠꯍꯟꯕꯗ ꯃꯇꯦꯡ ꯄꯥꯡꯕ ꯉꯝꯒꯅꯤ꯫ ꯑꯦꯛꯁꯔꯁꯥꯏꯖ ꯇꯧꯕꯅ ꯍꯦꯟꯅ ꯐꯕ ꯇꯨꯝꯕ ꯍꯦꯟꯒꯠꯍꯟꯕꯗꯁꯨ ꯃꯇꯦꯡ ꯄꯥꯡꯏ, ꯃꯁꯤꯅ ꯃꯦꯟꯇꯦꯜ ꯍꯦꯜꯊꯀꯤꯗꯃꯛꯇ ꯌꯥꯝꯅ ꯃꯔꯨꯑꯣꯏ꯫ ꯃꯁꯤꯒꯤ ꯃꯊꯛꯇ, ꯆꯥꯡ ꯅꯥꯏꯅ ꯐꯤꯖꯤꯀꯦꯜ ꯑꯦꯛꯇꯤꯚꯤꯇꯤꯅ ꯃꯁꯥꯒꯤ ꯑꯣꯏꯖꯕ ꯊꯤꯕꯗ ꯃꯇꯦꯡ ꯄꯥꯡꯏ, ꯑꯃꯁꯨꯡ ꯀꯅꯥꯒꯨꯝꯕ ꯑꯃꯒꯤ ꯄꯨꯟꯁꯤꯗ ꯃꯥꯏꯄꯥꯛꯄ ꯑꯃꯁꯨꯡ ꯀꯟꯇ꯭ꯔꯣꯜ ꯇꯧꯕꯒꯤ ꯋꯥꯈꯜꯂꯣꯟ ꯑꯃ ꯄꯤꯕ ꯉꯝꯃꯤ꯫ ꯃꯁꯤꯅ ꯃꯦꯟꯇꯦꯜ ꯍꯦꯜꯊꯀꯤ ꯑꯋꯥꯕꯁꯤꯡꯒ ꯂꯥꯟꯊꯦꯡꯅꯔꯤꯕ ꯃꯤꯑꯣꯏꯁꯤꯡꯗ ꯃꯔꯨꯑꯣꯏꯅ ꯀꯥꯟꯅꯕ ꯄꯤꯕ ꯌꯥꯏ, ꯃꯔꯝꯗꯤ ꯃꯁꯤꯅ ꯃꯈꯣꯏꯗ ꯊꯥꯖꯕ ꯑꯃꯁꯨꯡ ꯂꯥꯟꯊꯦꯡꯅꯕꯗ ꯃꯇꯦꯡ ꯄꯥꯡꯏ꯫ ꯑꯄꯨꯟꯕ ꯑꯣꯏꯅ ꯐꯤꯖꯤꯀꯦꯜ ꯑꯦꯛꯁꯔꯁꯥꯏꯖ ꯑꯁꯤ ꯑꯐꯕ ꯃꯦꯟꯇꯦꯜ ꯍꯦꯜꯊ ꯉꯥꯛꯇꯨꯅ ꯊꯝꯅꯕꯒꯤ ꯁꯛꯇꯤ ꯂꯩꯕ ꯈꯨꯠꯂꯥꯏ ꯑꯃꯅꯤ꯫ ꯅꯍꯥꯛꯀꯤ ꯔꯨꯇꯤꯟꯗ ꯆꯥꯡ ꯅꯥꯏꯅ ꯐꯤꯖꯤꯀꯦꯜ ꯑꯦꯛꯇꯤꯚꯤꯇꯤ ꯌꯥꯎꯍꯟꯗꯨꯅ, ꯅꯍꯥꯛꯀꯤ ꯑꯄꯨꯟꯕ ꯌꯥꯏꯐ-ꯊꯧꯔꯥꯡ ꯐꯒꯠꯍꯟꯕ ꯉꯝꯒꯅꯤ ꯑꯃꯁꯨꯡ ꯃꯦꯟꯇꯦꯜ ꯍꯦꯜꯊꯀꯤ ꯑꯋꯥꯕꯁꯤꯡ ꯂꯥꯛꯄꯒꯤ ꯔꯤꯁ꯭ꯛ ꯍꯟꯊꯍꯟꯕ ꯉꯝꯒꯅꯤ꯫